ꯑꯩꯅꯥ ꯑꯆꯧꯕꯥ ꯃꯤꯑꯣꯏ ꯀꯥꯡꯂꯨꯞ ꯑꯃꯒꯤꯗꯃꯛ ꯄꯨꯛꯅꯤꯛ ꯑꯃꯥ ꯄꯥꯡꯊꯣꯛꯄꯥ ꯃꯊꯧ ꯇꯥꯏ꯫ ꯑꯩꯅꯥ ꯃꯇꯧ ꯀꯔꯝꯅꯥ ꯇꯧꯒꯅꯤ? ꯑꯇꯧꯕꯥ ꯃꯤꯑꯣꯏ ꯀꯥꯡꯂꯨꯞ ꯑꯃꯒꯤꯗꯃꯛ ꯄꯤꯛꯅꯤꯛ ꯑꯃꯥ ꯄꯥꯡꯊꯣꯛꯄꯥ ꯑꯁꯤ ꯅꯨꯡꯉꯥꯏꯕꯥ ꯑꯃꯁꯨꯡ ꯃꯅꯥ ꯄꯤꯕꯥ ꯑꯦꯛꯁꯄ꯭ꯔꯤꯌꯦꯟꯁ ꯑꯃꯥ ꯑꯣꯏꯕꯥ ꯌꯥꯏ꯫ ꯄꯨꯝꯅꯃꯛ ꯑꯁꯤ ꯁꯣꯏꯗꯅꯥ ꯆꯠꯅꯕꯥ ꯌꯥꯕꯥ ꯈꯣꯡꯊꯥꯡ ꯈꯔꯗꯤ ꯃꯈꯥꯗꯥ ꯄꯤꯔꯤ: ꯁꯔꯨꯛ ꯌꯥꯔꯤꯕꯁꯤꯡꯒꯤ ꯃꯁꯤꯡ ꯂꯦꯞꯊꯣꯛꯎ: ꯅꯍꯥꯛꯅꯥ ꯄꯤꯛꯅꯤꯛ ꯑꯗꯨꯒꯤ ꯑꯀꯛꯅꯕꯥ ꯊꯧꯔꯥꯡꯁꯤꯡ ꯊꯧꯔꯥꯡ ꯇꯧꯕꯥ ꯍꯧꯗ꯭ꯔꯤꯉꯩꯗꯥ, ꯅꯍꯥꯛꯅꯥ ꯃꯤꯑꯣꯏ ꯀꯌꯥꯅꯥ ꯁꯔꯨꯛ ꯌꯥꯒꯅꯤ ꯍꯥꯏꯕꯗꯨ ꯈꯪꯗꯣꯛꯄꯥ ꯃꯊꯧ ꯇꯥꯏ꯫ ꯃꯁꯤꯅꯥ ꯅꯍꯥꯛꯄꯨ ꯚꯦꯟꯌꯨ, ꯅꯍꯥꯛꯅꯥ ꯃꯊꯧ ꯇꯪꯒꯗꯕꯥ ꯆꯥꯅꯕꯥ ꯑꯃꯁꯨꯡ ꯊꯛꯅꯕꯥ ꯏꯁꯤꯡꯒꯤ ꯆꯥꯡ, ꯑꯃꯁꯨꯡ ꯑꯇꯣꯞꯄꯥ ꯂꯣꯖꯤꯁꯇꯤꯀꯦꯜꯒꯤ ꯋꯥꯐꯝꯁꯤꯡ ꯂꯦꯞꯊꯣꯛꯄꯗꯥ ꯃꯇꯦꯡ ꯄꯥꯡꯒꯅꯤ꯫ ꯃꯐꯝ ꯑꯃꯥ ꯈꯟꯕꯥ: ꯃꯊꯪꯒꯤ ꯈꯣꯡꯊꯥꯡꯗꯤ ꯄꯤꯛꯅꯤꯛꯀꯤꯗꯃꯛ ꯃꯐꯝ ꯑꯃꯥ ꯈꯟꯕꯅꯤ꯫ ꯀꯥꯡꯂꯨꯞꯀꯤ ꯁꯥꯏꯖ ꯑꯃꯁꯨꯡ ꯃꯐꯝ ꯑꯗꯨꯗꯥ ꯂꯩꯔꯤꯕꯥ ꯈꯨꯗꯣꯡꯆꯥꯕꯁꯤꯡ ꯑꯗꯨ ꯈꯟꯅꯕꯤꯌꯨ꯫ ꯃꯤꯄꯨꯝ ꯈꯨꯗꯤꯡꯃꯛꯀꯤꯗꯃꯛ ꯃꯐꯝ ꯃꯇꯤꯛ ꯆꯥꯅꯥ ꯂꯩꯕꯥ, ꯑꯃꯁꯨꯡ ꯀꯔꯤꯒꯨꯝꯕꯥ ꯃꯊꯧ ꯇꯥꯔꯕꯗꯤ ꯃꯅꯥꯛ ꯅꯛꯄꯗꯥ ꯔꯦꯁ ꯔꯨꯝꯁꯤꯡ, ꯄꯥꯔꯀꯤꯡ ꯑꯃꯁꯨꯡ ꯑꯇꯩ ꯈꯨꯗꯣꯡꯆꯥꯕꯁꯤꯡ ꯂꯩꯕ꯭ꯔꯥ ꯍꯥꯏꯕꯗꯨ ꯌꯦꯡꯎ꯫ ꯇꯥꯡ ꯑꯃꯁꯨꯡ ꯃꯇꯝ ꯑꯃꯥ ꯂꯦꯞꯊꯣꯛꯎ: ꯃꯤꯄꯨꯝ ꯈꯨꯗꯤꯡꯃꯛꯀꯤ ꯑꯣꯏꯅꯥ ꯊꯕꯛ ꯇꯧꯕꯥ ꯇꯥꯡ ꯑꯃꯁꯨꯡ ꯃꯇꯝ ꯑꯃꯥ ꯈꯜꯂꯨ, ꯑꯃꯁꯨꯡ ꯃꯁꯤ ꯄꯤꯛꯅꯤꯛ ꯑꯃꯒꯤꯗꯃꯛ ꯑꯐꯕꯥ ꯅꯨꯃꯤꯠ ꯑꯃꯥ ꯑꯣꯏꯒꯅꯤ ꯍꯥꯏꯕꯁꯤ ꯁꯣꯏꯗꯅꯥ ꯈꯪꯗꯣꯛꯅꯕꯥ ꯋꯦꯗꯔ ꯐꯣꯔꯀꯥꯁ ꯑꯗꯨ ꯁꯣꯏꯗꯅꯥ ꯆꯦꯛ ꯇꯧꯕꯤꯌꯨ꯫ ꯏꯟꯚꯤꯇꯦꯁꯟ ꯊꯥꯕꯥ: ꯄꯤꯛꯅꯤꯛ ꯑꯁꯤꯗꯥ ꯁꯔꯨꯛ ꯌꯥꯒꯗꯧꯔꯤꯕꯥ ꯃꯤꯑꯣꯏ ꯈꯨꯗꯤꯡꯃꯛꯇꯥ ꯏꯟꯚꯤꯇꯦꯁꯟ ꯊꯥꯕꯥ꯫ ꯅꯍꯥꯛꯅꯥ ꯏ, ꯁꯣꯁꯤꯑꯦꯜ ꯃꯦꯗꯤꯌꯥ, ꯅꯠꯇ꯭ꯔꯒꯥ ꯃꯦꯜꯒꯤ ꯈꯨꯠꯊꯥꯡꯗꯥ ꯊꯥꯔꯛꯄꯥ ꯇ꯭ꯔꯦꯗꯤꯁꯅꯦꯜ ꯏꯟꯚꯤꯇꯦꯁꯟꯁꯤꯡ ꯁꯤꯖꯤꯟꯅꯕꯥ ꯌꯥꯏ꯫ ꯃꯐꯝ, ꯇꯥꯡ ꯑꯃꯁꯨꯡ ꯃꯇꯝꯒꯤ ꯃꯇꯥꯡꯗꯥ ꯑꯀꯨꯞꯄꯥ ꯃꯔꯣꯜ ꯄꯨꯝꯅꯃꯛ ꯁꯣꯏꯗꯅꯥ ꯌꯥꯎꯍꯟꯒꯗꯕꯅꯤ꯫ ꯆꯥꯅꯕꯥ ꯑꯃꯁꯨꯡ ꯊꯛꯅꯕꯁꯤꯡꯒꯤ ꯊꯧꯔꯥꯡ ꯇꯧꯕꯥ: ꯄꯤꯛꯅꯤꯛ ꯑꯗꯨꯒꯤ ꯃꯦꯅꯨ ꯂꯦꯞꯊꯣꯛꯄꯥ, ꯃꯗꯨ ꯁꯔꯨꯛ ꯌꯥꯔꯤꯕꯁꯤꯡꯒꯤ ꯃꯁꯤꯡ ꯑꯃꯁꯨꯡ ꯃꯈꯣꯏꯒꯤ ꯗꯥꯏꯠꯇꯔꯤ ꯑꫭꯞꯁꯤꯟꯒꯤ ꯃꯈꯥ ꯄꯣꯜꯂꯤ꯫ ꯃꯤꯄꯨꯝ ꯈꯨꯗꯤꯡꯃꯛꯅꯥ ꯁꯦꯌꯔ ꯇꯧꯅꯕꯥ ꯆꯥꯛꯁꯪ ꯑꯃꯥ ꯄꯨꯔꯛꯄꯥ ꯄꯣꯠꯂꯝ ꯑꯃꯥ ꯁꯦꯝꯅꯕꯥ ꯅꯍꯥꯛꯅꯥ ꯈꯟꯅꯕꯤꯕꯥ ꯌꯥꯏ꯫ ꯏꯁꯤꯡ, ꯁꯣꯗꯥ ꯑꯃꯁꯨꯡ ꯖꯨꯁ ꯌꯥꯎꯅꯥ ꯊꯛꯅꯕꯥ ꯏꯁꯤꯡ ꯃꯔꯥꯡ ꯀꯥꯏꯅꯥ ꯄꯨꯔꯛꯄꯥ ꯀꯥꯎꯔꯣꯏꯗꯕꯅꯤ꯫ ꯒꯦꯝ ꯑꯃꯁꯨꯡ ꯑꯦꯛꯇꯤꯚꯤꯇꯤꯁꯤꯡ ꯑꯣꯔꯒꯥꯅꯥꯏꯖ ꯇꯧꯕꯥ: ꯄꯤꯛꯅꯤꯛ ꯃꯅꯨꯡꯗꯥ ꯃꯤꯄꯨꯝ ꯈꯨꯗꯤꯡꯃꯛꯄꯨ ꯅꯨꯡꯉꯥꯏꯅꯥ ꯂꯩꯍꯟꯅꯕꯥ ꯒꯦꯝ ꯑꯃꯁꯨꯡ ꯑꯦꯛꯇꯤꯚꯤꯇꯤ ꯈꯔꯗꯤ ꯊꯧꯔꯥꯡ ꯇꯧ꯫ ꯁꯖꯦꯁꯟ ꯈꯔꯒꯤ ꯃꯅꯨꯡꯗꯥ ꯐ꯭ꯔꯤꯁꯕꯤ, ꯁꯣꯀꯔ, ꯚꯣꯜꯂꯨꯝ, ꯑꯃꯁꯨꯡ ꯕꯣꯔꯗ ꯒꯦꯝꯁꯤꯡ ꯌꯥꯎꯔꯤ꯫ ꯊꯕꯛꯁꯤꯡ ꯑꯁꯤꯒꯤꯗꯃꯛꯇꯥ ꯅꯍꯥꯛꯅꯥ ꯃꯊꯧ ꯇꯥꯕꯥ ꯈꯨꯠꯂꯥꯏ ꯑꯃꯈꯛꯇꯕꯨ ꯄꯨꯔꯛꯄꯥ ꯅꯤꯡꯁꯤꯡꯕꯤꯌꯨ꯫ ꯇꯉꯥꯏꯐꯗꯕꯥꯗ ꯄꯣꯠꯂꯝꯁꯤꯡ ꯄꯦꯛ ꯇꯧꯁꯤꯟꯕꯤꯌꯨ: ꯄꯤꯛꯅꯤꯛꯀꯤꯗꯃꯛꯇꯥ ꯃꯊꯧ ꯇꯥꯕꯥ ꯈꯨꯗꯤꯡꯃꯛ, ꯆꯥꯅꯕꯥ, ꯊꯛꯅꯕꯥ ꯏꯁꯤꯡ, ꯄ꯭ꯂꯦꯠꯁꯤꯡ, ꯌꯨꯇꯦꯟꯁꯤꯜꯁꯤꯡ, ꯅꯦꯞꯀꯤꯟ, ꯀꯝꯕꯜ, ꯑꯃꯁꯨꯡ ꯇ꯭ꯔꯥꯁ ꯕꯦꯒꯁꯤꯡ ꯌꯥꯎꯅꯥ ꯆꯦꯛꯂꯤꯁ꯭ꯠ ꯑꯃꯥ ꯁꯦꯝꯃꯨ꯫ ꯄꯨꯝꯅꯃꯛ ꯀꯨꯂꯔ ꯅꯠꯇ꯭ꯔꯒꯥ ꯕꯥꯁ꯭ꯀꯦꯠ ꯑꯃꯗꯥ ꯊꯝꯖꯤꯜꯂꯨ ꯑꯃꯁꯨꯡ ꯅꯍꯥꯛꯅꯥ ꯀꯔꯤꯒꯨꯝꯕꯥ ꯑꯃꯠꯇꯥ ꯀꯥꯎꯔꯣꯏꯗꯕꯅꯤ ꯍꯥꯏꯕꯁꯤ ꯁꯣꯏꯗꯅꯥ ꯈꯪꯖꯤꯟꯕꯤꯌꯨ꯫ ꯕꯦꯛꯑꯞ ꯄ꯭ꯂꯥꯟ ꯑꯃꯥ ꯂꯩꯕꯥ: ꯐꯠꯇꯕꯥ ꯅꯣꯡꯖꯨ-ꯅꯨꯡꯁꯥ ꯅꯠꯇ꯭ꯔꯒꯥ ꯊꯥꯖꯗꯕꯥ ꯊꯧꯗꯣꯛꯁꯤꯡ ꯊꯣꯛꯄꯥ ꯃꯇꯝꯗꯥ, ꯃꯇꯝ ꯄꯨꯝꯅꯃꯛꯇꯥ ꯕꯦꯛꯑꯞ ꯄ꯭ꯂꯥꯟ ꯑꯃꯥ ꯂꯩꯕꯥ ꯑꯁꯤ ꯑꯐꯕꯥ ꯋꯥꯈꯜꯂꯣꯟ ꯑꯃꯅꯤ꯫ ꯈꯨꯗꯝ ꯑꯣꯏꯅꯥ, ꯅꯍꯥꯛꯅꯥ ꯌꯨꯝꯒꯤ ꯃꯅꯨꯡꯗꯥ ꯂꯩꯕꯥ ꯃꯐꯝ ꯑꯃꯥ ꯈꯟꯕꯥ ꯌꯥꯏ ꯅꯠꯇ꯭ꯔꯒꯥ ꯑꯇꯣꯞꯄꯥ ꯅꯨꯃꯤꯠ ꯑꯃꯒꯤꯗꯃꯛ ꯄꯤꯛꯅꯤꯛ ꯑꯗꯨ ꯑꯃꯨꯛ ꯍꯟꯅꯥ ꯁꯦꯝꯗꯣꯛꯄꯥ ꯌꯥꯏ꯫ ꯈꯣꯡꯊꯥꯡꯁꯤꯡ ꯑꯁꯤ ꯋꯥꯈꯜꯗꯥ ꯊꯝꯗꯨꯅꯥ, ꯑꯗꯣꯝꯅꯥ ꯑꯆꯧꯕꯥ ꯃꯤꯑꯣꯏ ꯀꯥꯡꯂꯨꯞ ꯑꯃꯒꯤꯗꯃꯛ ꯅꯨꯡꯉꯥꯏꯕꯥ ꯑꯃꯁꯨꯡ ꯃꯥꯏ ꯄꯥꯛꯄꯥ ꯄꯤꯛꯅꯤꯛ ꯑꯃꯥ ꯄꯥꯡꯊꯣꯛꯄꯒꯤ ꯂꯝꯕꯤꯗꯥ ꯌꯥꯝꯅꯥ ꯐꯅꯥ ꯆꯠꯂꯒꯅꯤ꯫